ꯃꯁꯤ ꯃꯥꯂꯦꯝꯗ ꯂꯩꯔꯤꯕ ꯎꯆꯦꯛ ꯀꯥꯡꯂꯨꯞꯁꯤꯡꯒꯤ ꯃꯅꯨꯡꯗ ꯑꯃꯅꯤ꯫ ꯊꯋꯥꯢ ꯄꯥꯟꯕ ꯅꯩꯅꯂꯣꯟꯒꯤ ꯃꯇꯨꯡꯏꯟꯅ ꯃꯁꯤ ꯑꯦꯅꯤꯃꯦꯂꯤꯌꯥ ꯀꯧꯕ ꯀꯤꯡꯗꯝ ꯑꯃꯒꯤ ꯃꯅꯨꯡ ꯆꯜꯂꯤ, ꯀꯣꯔꯗꯥꯇꯥ ꯀꯧꯕ ꯐꯥꯢꯂꯝ ꯑꯃꯒꯤ ꯃꯅꯨꯡ ꯆꯜꯂꯤ ꯑꯗꯨꯒ ꯑꯦꯚꯤꯁ ꯀꯧꯕ ꯀ꯭ꯂꯥꯁ ꯑꯃꯒꯤ ꯃꯅꯨꯡ ꯆꯜꯂꯤ꯫ ꯃꯑꯣꯡ ꯃꯇꯧ ꯂꯩꯐꯝ ꯃꯐꯝ ꯂꯤꯆꯠ ꯁꯥꯆꯠ ꯃꯁꯤꯁꯨ ꯌꯦꯡꯕꯤꯌꯨ ꯃꯇꯦꯡ ꯂꯧꯔꯛꯐꯝ ꯎꯆꯦꯛ ꯂꯩꯄꯥꯛ ꯑꯁꯤꯒꯤ ꯄꯨꯋꯥꯔꯤ ꯑꯁꯤ ꯂꯩꯄꯥꯛ ꯑꯁꯤꯒꯤ ꯂꯝ ꯑꯃꯗꯤ ꯃꯤꯑꯣꯢꯁꯤꯡꯒꯤ ꯍꯧꯈꯤꯕ ꯃꯇꯝꯗ ꯊꯣꯛꯈꯤꯕ ꯋꯥꯔꯤ ꯄꯨꯝꯅꯃꯛꯅꯤ꯫ ꯃꯁꯤ ꯑꯔꯤꯕ, ꯃꯌꯥꯢꯋꯥꯢꯔꯞ ꯑꯣꯢꯕ (ꯃꯌꯥꯢ ꯊꯪꯕ) ꯑꯃꯗꯤ ꯑꯅꯧꯕ ꯍꯥꯢꯅ ꯃꯇꯝ ꯑꯍꯨꯝꯒꯤ ꯃꯇꯥꯡ ꯑꯍꯨꯝ ꯊꯣꯛꯅ ꯆꯥꯎꯔꯥꯛꯅ ꯈꯥꯢꯗꯣꯛꯄ ꯌꯥꯢ꯫ ꯑꯔꯤꯕ ꯃꯇꯝ ꯃꯌꯥꯢꯋꯥꯢꯔꯞ ꯑꯣꯢꯕ ꯃꯇꯝ ꯑꯅꯧꯕ ꯃꯇꯝ ꯃꯁꯤꯁꯨ ꯌꯦꯡꯕꯤꯌꯨ ꯃꯇꯦꯡ ꯂꯧꯔꯛꯐꯝ:ꯂꯩꯄꯥꯛꯀꯤ ꯄꯨꯋꯥꯔꯤ ꯑꯟꯗ꯭ꯔꯣ ꯂꯣꯟꯊꯩ ꯑꯁꯤ ꯀꯪꯂꯩꯄꯥꯛꯀꯤ ꯃꯤꯇꯩꯂꯣꯟꯒꯤ ꯂꯣꯟꯊꯩ ꯑꯃꯅꯤ꯫ ꯃꯁꯤ ꯁꯤꯅꯣ-ꯇꯤꯕꯦꯇꯥꯟ ꯂꯣꯟ ꯀꯥꯡꯂꯨꯞꯀꯤ ꯃꯅꯨꯡ ꯆꯜꯂꯤ꯫ ꯃꯁꯤ ꯂꯨꯏꯁ ꯂꯣꯟ ꯀꯥꯡꯂꯨꯞꯀꯤ ꯃꯁꯥ ꯃꯔꯦꯡ ꯑꯃꯅꯤ꯫ ꯃꯁꯤ ꯁꯦꯡꯃꯥꯢ ꯂꯣꯟꯊꯩꯒ ꯅꯛꯅꯩ ꯑꯃꯗꯤ ꯃꯔꯤ ꯂꯩꯅꯩ꯫ ꯃꯁꯤꯗ ꯆꯐꯨ ꯃꯈꯜ ꯈꯔꯒꯤ ꯄꯔꯤꯡ ꯄꯤꯖꯔꯤ꯫ ꯃꯦꯔꯥ ꯈꯔꯨꯡ ꯏꯁꯤꯡ ꯍꯥꯞꯅꯅꯕ, ꯂꯥꯢ ꯆꯐꯨ ꯊꯧꯔꯝ ꯈꯔꯒꯤꯗꯃꯛ ꯊꯝꯕ, ꯃꯔꯤꯡ ꯈꯔꯨꯡ ꯀꯔꯤꯒꯨꯝꯕ ꯈꯔ ꯍꯥꯞꯅꯅꯕ, ꯃꯦꯔꯥ ꯆꯐꯨ, ꯌꯨꯌꯥꯐꯨ ꯌꯨ ꯁꯨꯡꯕꯗ ꯁꯤꯖꯤꯟꯅꯕ ꯆꯐꯨ, ꯊꯨꯝꯈꯔꯨꯡ ꯄꯨꯊꯣꯛ ꯄꯨꯁꯤꯟ ꯇꯧꯅꯅꯕ ꯀꯣꯟ, ꯉꯥꯡꯈ (ꯆꯐꯨ) ꯆꯥꯛ ꯏꯟꯁꯥꯡ ꯊꯣꯡꯕꯗ ꯁꯤꯖꯤꯟꯅꯕ ꯆꯐꯨ, ꯌꯨꯈꯣꯝ (ꯆꯐꯨ) ꯌꯨ ꯊꯛꯄꯗ ꯁꯤꯖꯤꯟꯅꯕ ꯆꯐꯨ, ꯉꯥꯡꯀꯣꯛ ꯃꯅꯤꯟ ꯑꯣꯢꯔꯞ ꯊꯣꯡ ꯊꯥꯛꯄꯗ ꯁꯤꯖꯤꯟꯅꯕ ꯆꯐꯨ, ꯋꯪꯀꯥꯝ ꯆꯥꯛ ꯏꯟꯁꯥꯡ ꯊꯤꯗꯣꯛ-ꯊꯤꯖꯤꯟ ꯇꯧꯕꯗ ꯁꯤꯖꯤꯟꯅꯕ ꯆꯐꯨ, ꯀꯃꯨꯛ ꯆꯥꯛ ꯏꯟꯁꯥꯡ ꯊꯤꯗꯣꯛ-ꯊꯤꯖꯤꯟ ꯇꯧꯕꯗ ꯁꯤꯖꯤꯟꯅꯕ ꯆꯐꯨ, ꯊꯥꯡꯃꯩ ꯃꯈꯣꯡ, ꯃꯩꯀꯣꯢ ꯆꯐꯨ ꯃꯩ ꯀꯣꯢꯕꯗ ꯁꯤꯖꯤꯟꯅꯕ ꯆꯐꯨ꯫ ꯑꯟꯗ꯭ꯔꯣꯒꯤ ꯈꯨꯠꯏ ꯅꯨꯡꯄꯥꯛ ꯑꯁꯤ ꯀꯪꯂꯩꯄꯥꯛ ꯀꯤ ꯅꯣꯡꯄꯣꯛ ꯏꯝꯐꯥꯜ ꯄꯅꯥꯗ ꯂꯩꯕ ꯑꯟꯗ꯭ꯔꯣ ꯈꯨꯜꯂꯦꯟꯗ ꯂꯩꯕ ꯄꯅꯝ ꯅꯤꯡꯊꯧ ꯂꯥꯢꯐꯝꯗ ꯂꯩꯕ ꯆꯍꯤ ꯆꯥꯃ ꯍꯦꯜꯂꯕ ꯃꯤꯇꯩ ꯈꯨꯠꯏ ꯅꯨꯡꯄꯥꯛ ꯑꯃꯅꯤ꯫ ꯃꯁꯤ ꯃꯤꯇꯩ ꯃꯌꯦꯛꯇ ꯏ꯫ ꯃꯁꯤ ꯏꯪ. ꯀꯨꯝꯂꯤꯁꯤꯡꯑꯃꯒ ꯆꯥꯅꯤꯄꯥꯜ ꯀꯨꯟꯅꯤꯊꯣꯢ ꯗ ꯀꯪꯂꯩꯄꯥꯛ ꯗ ꯅꯤꯡꯊꯧ ꯖꯣꯢ ꯁꯤꯡꯍꯅ ꯑꯟꯗ꯭ꯔꯣ ꯈꯨꯜꯂꯦꯟ ꯕꯨ ꯃꯍꯥꯛꯀꯤ ꯃꯈꯥꯗ ꯂꯩꯍꯟꯕꯒꯤ ꯂꯝꯗꯝꯁꯤꯒꯤ ꯃꯤꯌꯥꯝꯅ ꯆꯍꯤ ꯆꯍꯤ ꯒꯤ ꯂꯣꯢꯄꯣꯠ ꯄꯤꯈꯠꯂꯛꯅꯅꯕ ꯌꯥꯊꯪ ꯇꯥꯎꯊꯔꯛꯄ ꯅꯤꯡꯁꯤꯡꯕ ꯑꯣꯢꯅ ꯌꯨꯡꯈꯤꯕ ꯈꯨꯠꯏ ꯅꯨꯡꯄꯥꯛ ꯅꯤ꯫ ꯃꯁꯤ ꯆꯍꯤ ꯇꯔꯦꯠ ꯈꯨꯟꯇꯥꯛꯄꯒꯤ ꯃꯇꯝꯗ ꯌꯨꯡꯈꯤꯕ ꯈꯨꯠꯏ ꯅꯨꯡꯄꯥꯛ ꯅꯤ꯫ ꯃꯇꯦꯡ ꯂꯧꯔꯛꯐꯝ ꯑꯟꯙ꯭ꯔ ꯄ꯭ꯔꯗꯦꯁ ꯑꯁꯤ ꯈꯥ ꯊꯪꯕ ꯏꯟꯗꯤꯌꯥ ꯒꯤ ꯂꯩꯈꯥꯢ ꯑꯃꯅꯤ꯫